ꯃꯁꯤꯒꯤ ꯄꯣꯔꯇꯦꯕꯜ ꯗꯣꯀꯨꯃꯦꯟꯠ ꯐꯣꯔꯃꯦꯠ ꯑꯁꯤ ꯑꯦꯛꯁꯦꯜ ꯁꯄ꯭ꯔꯦꯗꯁꯤꯠ ꯑꯃꯗꯥ ꯑꯣꯟꯊꯣꯛꯎ꯫ ꯑꯩꯍꯥꯛꯅꯥ ꯅꯨꯡꯉꯥꯏꯇꯕꯥ ꯐꯥꯎꯏ ꯑꯗꯨꯕꯨ ꯂꯣꯜ ꯃꯣꯗꯦꯜ ꯑꯥꯔꯇꯤꯐꯤꯁꯤꯌꯦꯜ ꯏꯟꯇꯤꯂꯤꯖꯦꯟꯁꯀꯤ ꯃꯑꯣꯡꯗꯥ ꯑꯩꯍꯥꯛꯅꯥ ꯐꯣꯔꯃꯦꯠ ꯑꯃꯗꯒꯤ ꯑꯇꯣꯞꯄꯥ ꯑꯃꯗꯥ ꯐꯥꯏꯂꯁꯤꯡ ꯑꯣꯟꯊꯣꯛꯄꯒꯨꯝꯕꯥ ꯊꯕꯛꯁꯤꯡ ꯄꯥꯡꯊꯣꯛꯄꯥ ꯉꯝꯗꯦ꯫ ꯑꯗꯨꯝ ꯑꯣꯏꯅꯃꯛ ꯑꯩꯅꯥ ꯑꯗꯣꯝꯗꯥ ꯄꯣꯔꯇꯦꯕꯜ ꯗꯣꯀꯨꯃꯦꯟꯠ ꯐꯣꯔꯃꯦꯠ ꯑꯗꯣꯝ ꯅꯍꯥꯛꯀꯤ ꯁꯥꯔꯆ ꯏꯟꯖꯤꯅꯗꯥ ꯁꯥꯔꯆ ꯇꯧꯔꯒꯥ ꯑꯣꯞꯁꯟ ꯀꯌꯥ ꯑꯃꯥ ꯐꯪꯒꯅꯤ꯫ ꯑꯦꯗꯣꯕ ꯑꯦꯀ꯭ꯔꯣꯕꯦꯠ ꯁꯤꯖꯤꯟꯅꯕꯥ ꯀꯔꯤꯒꯨꯃꯕꯥ ꯅꯍꯥꯛꯅꯥ ꯑꯦꯗꯣꯕ ꯑꯦꯀ꯭ꯔꯣꯕꯦꯠ ꯄ꯭ꯔꯣ ꯗꯣꯀꯨꯃꯦꯟꯠ ꯀ꯭ꯂꯥꯎꯗꯀꯤ ꯁꯕꯁꯀ꯭ꯔꯤꯄꯁꯟ ꯂꯩꯔꯕꯗꯤ ꯅꯍꯥꯛꯅꯥ ꯃꯁꯤ ꯅꯍꯥꯛꯀꯤ ꯄꯣꯔꯇꯦꯕꯜ ꯗꯣꯀꯨꯃꯦꯟꯠ ꯐꯣꯔꯃꯦꯠ ꯑꯦꯗꯣꯕ ꯑꯦꯀ꯭ꯔꯣꯕꯦꯠꯇꯥ ꯄꯣꯔꯇꯦꯕꯜ ꯗꯣꯀꯨꯃꯦꯟꯠ ꯐꯣꯔꯃꯦꯠ ꯃꯗꯨꯒꯤ ꯃꯇꯨꯡꯗꯥ ꯃꯥꯏꯀ꯭ꯔꯣꯁꯣꯐꯠ ꯑꯦꯛꯁꯦꯜ ꯋꯥꯔꯀꯕꯨꯛ ꯈꯜꯂꯒꯥ ꯑꯦꯛꯁꯄꯣꯔꯠ ꯀ꯭ꯂꯤꯛ ꯇꯧꯔꯣ꯫ ꯃꯥꯏꯀ꯭ꯔꯣꯁꯣꯐꯠ ꯋꯥꯔꯗ ꯁꯤꯖꯤꯟꯅꯕꯥ ꯅꯍꯥꯛꯅꯥ ꯃꯥꯏꯀ꯭ꯔꯣꯁꯣꯐꯠ ꯋꯥꯔꯗ ꯁꯤꯖꯤꯟꯅꯗꯨꯅꯥ ꯐꯥꯏꯜ ꯑꯃꯥ ꯑꯦꯛꯁꯦꯜ ꯁ꯭ꯄꯔꯦꯗꯁꯤꯠꯇꯥ ꯑꯣꯟꯊꯣꯛꯄꯁꯨ ꯌꯥꯏ꯫ ꯃꯥꯏꯀ꯭ꯔꯣꯁꯣꯐꯠ ꯋꯥꯔꯗꯇꯥ ꯐꯥꯏꯜ ꯍꯥꯡꯗꯣꯛꯎ ꯐꯥꯏꯜ ꯀ꯭ꯂꯤꯛ ꯇꯧ ꯁꯦꯚ ꯑꯦꯖ ꯈꯜꯂꯨ ꯑꯃꯁꯨꯡ ꯐꯥꯏꯜ ꯃꯈꯜ ꯑꯣꯏꯅꯥ "ꯃꯥꯏꯀ꯭ꯔꯣꯁꯣꯐꯠ ꯑꯦꯛꯁꯦꯜ ꯋꯥꯔꯀꯕꯨꯛ ꯈꯜꯂꯨ꯫ ꯍꯥꯏꯔꯤꯕꯥ ꯄꯥꯝꯕꯩ ꯄꯨꯝꯅꯃꯛ ꯑꯁꯤꯗꯥ ꯆꯥꯟꯕꯤꯗꯨꯅꯥ ꯅꯤꯡꯁꯤꯡꯕꯤꯌꯨ ꯃꯗꯨꯗꯤ ꯑꯦꯛꯁꯦꯜ ꯐꯥꯏꯂꯒꯤ ꯐꯣꯔꯃꯦꯠ ꯑꯁꯤ ꯄꯣꯔꯇꯦꯕꯜ ꯗꯣꯀꯨꯃꯦꯟꯠ ꯐꯣꯔꯃꯦꯠꯀꯥ ꯃꯥꯟꯅꯗꯕꯥ ꯌꯥꯏ ꯑꯃꯁꯨꯡ ꯅꯍꯥꯛꯀꯤ ꯗꯔꯀꯥꯔ ꯑꯣꯏꯕꯁꯤꯡꯒꯥ ꯆꯨꯅꯕꯥ ꯃꯑꯣꯡꯗꯥ ꯁꯦꯝꯗꯣꯛꯄꯥ ꯃꯊꯧ ꯇꯥꯕꯥ ꯌꯥꯏ꯫ ꯃꯁꯤꯗꯁꯨ ꯅꯠꯇꯅꯥ ꯄꯣꯔꯇꯦꯕꯜ ꯗꯣꯀꯨꯃꯦꯟꯠ ꯐꯣꯔꯃꯦꯠꯀꯤ ꯁ꯭ꯇꯔꯛꯆꯔꯗꯥ ꯏꯆꯝ ꯆꯝꯕꯥ ꯑꯃꯁꯨꯡ ꯑꯔꯨꯕꯥ ꯐꯣꯔꯃꯦꯇꯤꯡ ꯂꯩꯇꯕꯥ ꯃꯇꯝꯗꯥ ꯀꯟꯕꯔꯁꯟ ꯑꯁꯤ ꯏꯐꯦꯛꯇꯤꯕ ꯑꯣꯏ꯫ ꯃꯈꯣꯏꯒꯤ ꯅꯨꯡꯁꯤꯖꯔꯕꯥ ꯍꯣꯕꯤꯁꯤꯡꯒꯤ ꯃꯇꯥꯡꯗꯥ ꯈꯟꯅꯔꯤꯕꯥ ꯀꯦꯔꯦꯛꯇꯔ ꯑꯅꯤꯒꯤ ꯃꯔꯛꯇꯥ ꯗꯥꯏꯂꯣꯒ ꯑꯃꯥ ꯁꯦꯝꯃꯨ꯫ ꯖꯣꯟꯗꯥ: ꯍꯥꯏ ꯁꯥꯔꯥ ꯅꯍꯥꯛꯀꯤ ꯈ꯭ꯋꯥꯏꯗꯒꯤ ꯄꯥꯝꯅꯕꯥ ꯍꯣꯕꯤꯁꯤꯡ ꯑꯗꯨ ꯀꯔꯤꯅꯣ? ꯁꯥꯔꯥ: ꯑꯐꯕ ꯑꯩꯅꯥ ꯄꯦꯟꯇꯤꯡ ꯄꯥꯕꯥ ꯑꯃꯁꯨꯡ ꯍꯥꯏꯀꯤꯡ ꯇꯧꯕꯥ ꯑꯁꯤ ꯌꯥꯝꯅꯥ ꯄꯥꯝꯃꯤ꯫ ꯅꯪꯒꯤ ꯀꯔꯤ ꯍꯥꯏꯒꯅ ꯖꯣꯟ? ꯖꯣꯟ: ꯃꯗꯨ ꯌꯥꯝꯅꯥ ꯅꯨꯡꯉꯥꯏꯕꯥ ꯋꯥꯐꯝ ꯑꯃꯥ ꯑꯣꯏꯅꯥ ꯁꯣꯜꯂꯤ꯫ ꯑꯩꯍꯥꯛ ꯒꯤꯇꯔ ꯁꯥꯟꯅꯕꯥ ꯆꯥꯛ ꯊꯣꯡꯕꯥ ꯑꯃꯁꯨꯡ ꯁꯣꯀꯔ ꯁꯥꯕꯥ ꯌꯥꯝꯅꯥ ꯄꯥꯝꯃꯤ꯫ ꯁꯥꯔꯥ: ꯃꯗꯨ ꯑꯉꯛꯄꯅꯤ꯫ ꯑꯩꯍꯥꯛꯅꯥ ꯃꯇꯝ ꯄꯨꯝꯅꯃꯛꯇꯥ ꯃ꯭ꯌꯨꯖꯤꯀꯦꯜ ꯏꯟꯁꯇ꯭ꯔꯨꯃꯦꯟꯇ ꯑꯃꯥ ꯁꯥꯕꯥ ꯇꯝꯕꯥ ꯄꯥꯃꯈꯤ꯫ ꯖꯣꯟ: ꯍꯧꯔꯛꯄꯗꯥ ꯀꯩꯗꯧꯉꯩꯗꯁꯨ ꯊꯦꯡꯊꯕꯥ ꯅꯠꯇꯦ꯫ ꯀꯔꯤꯒꯨꯝꯕꯥ ꯃꯇꯝꯗꯥ ꯑꯗꯣꯝꯅꯥ ꯑꯩꯒꯥ ꯂꯣꯏꯅꯅꯥ ꯆꯠꯃꯤꯟꯅꯔꯛꯄꯥ ꯌꯥꯏ ꯑꯃꯁꯨꯡ ꯑꯩꯈꯣꯏꯅꯥ ꯄꯨꯟꯅꯥ ꯖ꯭ꯌꯥꯝ ꯇꯧꯕꯥ ꯌꯥꯏ꯫ ꯁꯥꯔꯥ: ꯃꯗꯨ ꯑꯆꯧꯕꯥ ꯋꯥꯐꯝ ꯑꯃꯥ ꯑꯣꯏꯒꯅꯤ! ꯑꯗꯣꯝꯕꯨ ꯒꯤꯇꯔ ꯁꯥꯕꯥ ꯎꯕꯗꯥ ꯑꯩꯍꯥꯛ ꯌꯥꯝꯅꯥ ꯅꯨꯡꯉꯥꯏꯒꯅꯤ꯫ ꯃꯇꯝ ꯀꯌꯥꯗꯒꯤ ꯁꯥꯟꯅꯗꯨꯅꯥ ꯂꯥꯛꯂꯤꯕꯅꯣ? ꯖꯣꯟ: ꯑꯩꯍꯥꯛ ꯍꯧꯖꯤꯛ ꯆꯍꯤ ꯇꯔꯥꯔꯣꯝ ꯔꯣꯝ ꯁꯥꯟꯅꯔꯤ꯫ ꯃꯁꯤ ꯑꯩꯅꯥ ꯈ꯭ꯋꯥꯏꯗꯒꯤ ꯅꯨꯡꯉꯥꯏꯕꯥ ꯐꯥꯎꯔꯤꯕꯥ ꯋꯥꯐꯝꯁꯤꯡꯒꯤ ꯃꯅꯨꯡꯗꯥ ꯑꯃꯅꯤ꯫ ꯁꯥꯔꯥ: ꯋꯥꯍ ꯆꯍꯤ ꯇꯔꯥ ꯃꯗꯨ ꯌꯥꯝꯅꯥ ꯅꯨꯡꯉꯥꯏꯕꯥ ꯑꯃꯅꯤ꯫ ꯄꯦꯟꯇꯤꯡꯒꯤ ꯃꯇꯥꯡꯗꯁꯨ ꯑꯩꯍꯥꯛꯁꯨ ꯑꯗꯨꯃꯛ ꯐꯥꯎꯏ꯫ ꯃꯁꯤ ꯑꯁꯨꯛ ꯌꯥꯝꯅꯥ ꯊꯦꯔꯥꯄ꯭ꯌꯨꯇꯤꯛ ꯑꯣꯏ꯫ ꯖꯣꯟ: ꯍꯣꯏ ꯍꯣꯕꯤꯁꯤꯡ ꯑꯁꯤ ꯃꯇꯧ ꯀꯔꯝꯅꯥ ꯑꯁꯤꯒꯨꯝꯕꯥ ꯑꯆꯧꯕꯥ ꯁ꯭ꯇꯔꯦꯁ ꯔꯤꯂꯤꯐ ꯑꯃꯥ ꯑꯣꯏꯕꯥ ꯉꯝꯕꯒꯦ ꯍꯥꯏꯕꯁꯤ ꯑꯉꯛꯄꯅꯤ꯫ ꯁꯥꯔꯥ: ꯃꯄꯨꯡ ꯐꯥꯅꯥ ꯍꯣꯕꯤ ꯂꯩꯕꯥ ꯑꯃꯁꯨꯡ ꯑꯩꯈꯣꯏꯗꯥ ꯅꯨꯡꯉꯥꯏꯕꯥ ꯄꯨꯔꯛꯄꯥ ꯊꯥꯕꯛ ꯊꯧꯔꯝꯁꯤꯡꯗꯥ ꯁꯔꯨꯛ ꯌꯥꯕꯥ ꯑꯁꯤ ꯑꯁꯨꯛ ꯌꯥꯝꯅꯥ ꯃꯔꯨꯑꯣꯏ꯫ ꯖꯣꯟ: ꯑꯩꯍꯥꯛ ꯍꯦꯟꯅꯥ ꯌꯥꯅꯕꯥ ꯉꯝꯈꯤꯗꯦ꯫ ꯃꯇꯝ ꯑꯃꯗꯥ ꯑꯩꯈꯣꯏ ꯄꯨꯟꯅꯥ ꯍꯥꯏꯀꯤꯡ ꯇꯧꯕꯥ ꯌꯥꯏ ꯑꯃꯁꯨꯡ ꯅꯈꯣꯏꯅꯥ ꯅꯈꯣꯏꯒꯤ ꯅꯨꯡꯁꯤꯖꯔꯕꯥ ꯃꯐꯝ ꯈꯔꯥ ꯑꯩꯉꯣꯟꯗꯥ ꯎꯠꯄꯥ ꯌꯥꯏ꯫ ꯁꯥꯔꯥ: ꯃꯗꯨ ꯑꯆꯧꯕꯥ ꯋꯥꯈꯜꯂꯣꯟ ꯑꯃꯥ ꯑꯣꯏꯅꯥ ꯁꯣꯜꯂꯤ꯫ ꯃꯐꯝ ꯑꯁꯤꯒꯤ ꯑꯀꯣꯏꯕꯗꯥ ꯂꯩꯔꯤꯕꯥ ꯐꯖꯔꯕꯥ ꯂꯝꯕꯤ ꯈꯔꯥ ꯅꯈꯣꯏꯗꯥ ꯎꯠꯄꯥ ꯄꯥꯝꯃꯤ꯫ ꯖꯣꯟ: ꯑꯉꯛꯄꯅꯤ꯫ ꯑꯊꯨꯕꯥ ꯃꯇꯝꯗꯥ ꯊꯧꯔꯥꯡ ꯇꯧꯔꯁꯤ꯫ ꯁꯥꯔꯥ: ꯑꯩꯍꯥꯛꯅꯥ ꯃꯁꯤꯒꯤꯗꯃꯛ ꯉꯥꯏꯗꯨꯅꯥ ꯂꯩꯔꯤ꯫